ꯐꯣꯁꯤꯜ ꯐ꯭ꯌꯨꯑꯦꯜ ꯑꯃꯁꯨꯡ ꯔꯤꯟꯌꯨꯑꯦꯕꯜ ꯏꯅꯔꯖꯤ ꯁꯣꯔꯁꯁꯤꯡꯒꯤ ꯃꯔꯛꯇꯥ ꯂꯩꯔꯤꯕ ꯈꯦꯠꯅꯕꯁꯤꯡ ꯑꯗꯨ ꯁꯟꯗꯣꯛꯅ ꯇꯥꯛꯄꯤꯌꯨ꯫ ꯐꯣꯁꯤꯜ ꯐ꯭ꯌꯨꯑꯦꯜ ꯑꯃꯁꯨꯡ ꯔꯤꯟꯌꯨꯑꯦꯕꯜ ꯏꯅꯔꯖꯤ ꯁꯣꯔꯁꯁꯤꯡ ꯑꯁꯤ ꯏꯅꯔꯖꯤꯒꯤ ꯀꯦꯇꯦꯒꯣꯔꯤ ꯑꯅꯤꯅꯤ, ꯃꯈꯣꯏꯒꯤ ꯍꯧꯔꯛꯐꯝ, ꯐꯪꯐꯝ ꯊꯣꯛꯄꯥ, ꯑꯀꯣꯏꯕꯒꯤ ꯐꯤꯕꯝꯗ ꯁꯣꯛꯍꯟꯕ ꯑꯃꯁꯨꯡ ꯇꯨꯡ ꯀꯣꯏꯅ ꯆꯠꯀꯗꯕ ꯃꯑꯣꯡꯗ ꯌꯥꯝꯅ ꯈꯦꯠꯅꯩ꯫ ꯐꯣꯁꯤꯜ ꯐ꯭ꯌꯨꯑꯦꯜ ꯍꯥꯏꯕꯁꯤ ꯄꯥꯝꯕꯤ ꯑꯃꯁꯨꯡ ꯁꯥ ꯁꯟꯁꯤꯡꯒꯨꯝꯕ ꯑꯔꯤꯕ ꯑꯣꯔꯒꯥꯅꯤꯛ ꯃꯦꯇꯔꯤꯑꯦꯜꯁꯤꯡꯒꯤ ꯑꯔꯦꯝꯕꯁꯤꯡꯗꯒꯤ ꯂꯥꯛꯄꯥ ꯏꯅꯔꯖꯤꯒꯤ ꯁꯣꯔꯁꯁꯤꯡꯅꯤ꯫ ꯃꯁꯤꯗꯥ ꯗ꯭ꯔꯤꯂꯤꯡ ꯅꯠꯇꯔꯒ ꯃꯥꯏꯅꯤꯡꯒꯤ ꯈꯨꯠꯊꯥꯡꯗ ꯄ꯭ꯔꯤꯊꯤꯕꯤꯗꯒꯤ ꯂꯧꯊꯣꯛꯄꯥ ꯀꯣꯏꯂꯥ, ꯑꯣꯏꯜ, ꯑꯃꯁꯨꯡ ꯅꯦꯆꯔꯦꯜ ꯒ꯭ꯌꯥꯁ ꯌꯥꯎꯔꯤ꯫ ꯍꯥꯏꯔꯤꯕꯥ ꯏꯅꯔꯖꯤ ꯔꯤꯁꯣꯔꯁꯁꯤꯡ ꯑꯁꯤꯕꯨ ꯅꯟ-ꯔꯤꯟꯌꯨꯑꯦꯕꯜ ꯍꯥꯏꯅ ꯀꯧꯏ, ꯃꯔꯝꯗꯤ ꯃꯈꯣꯏ ꯑꯁꯤ ꯌꯥꯝꯅ ꯅꯦꯝꯕꯥ ꯃꯁꯤꯡꯗ ꯂꯩꯔꯤ ꯃꯗꯨꯗꯤ ꯃꯈꯣꯏ ꯑꯁꯤ ꯂꯣꯏꯁꯤꯜꯂꯛꯂꯤ, ꯑꯃꯁꯨꯡ ꯑꯔꯣꯏꯕꯗ ꯂꯣꯏꯁꯤꯟꯒꯅꯤ꯫ ꯐꯣꯁꯤꯜ ꯐ꯭ꯌꯨꯑꯦꯜꯁꯤꯡ ꯑꯁꯤ ꯈ꯭ꯋꯥꯏꯗꯒꯤ ꯌꯥꯝꯅ ꯁꯤꯖꯤꯟꯅꯕ ꯑꯦꯅꯔꯖꯤꯒꯤ ꯃꯑꯣꯡꯅꯤ, ꯑꯗꯨꯕꯨ ꯃꯈꯣꯏ ꯑꯁꯤ ꯃꯩ ꯆꯥꯛꯄꯅ ꯒ꯭ꯔꯤꯟꯍꯥꯎꯁ ꯒ꯭ꯌꯥꯁ ꯑꯃꯁꯨꯡ ꯄꯣꯂꯨꯁꯟꯒꯤ ꯆꯥꯡ ꯋꯥꯡꯅꯥ ꯄꯨꯊꯣꯛꯏ, ꯃꯗꯨꯅ ꯀ꯭ꯂꯥꯏꯃꯦꯠ ꯆꯦꯟꯖ ꯑꯃꯁꯨꯡ ꯑꯇꯩ ꯑꯀꯣꯏꯔꯣꯟꯒꯤ ꯁꯃꯁ꯭ꯌꯥꯁꯤꯡꯗ ꯃꯇꯦꯡ ꯄꯥꯡꯏ꯫ ꯔꯤꯟꯌꯨꯑꯦꯕꯜ ꯏꯅꯔꯖꯤ ꯁꯣꯔꯁꯁꯤꯡ ꯑꯁꯤ ꯃꯍꯧꯁꯥꯒꯤ, ꯇꯨꯡ ꯀꯣꯏꯅ ꯆꯠꯀꯗꯕ ꯑꯃꯁꯨꯡ ꯃꯄꯨꯡ ꯐꯥꯅ ꯁꯤꯖꯤꯟꯅꯕ ꯌꯥꯕ ꯁꯣꯔꯁꯁꯤꯡꯗꯒꯤ ꯂꯧꯏ, ꯃꯈꯣꯏꯅ ꯅꯨꯃꯤꯠꯀꯤ ꯃꯉꯥꯜ, ꯅꯨꯡꯁꯤꯠ, ꯏꯁꯤꯡ, ꯑꯃꯁꯨꯡ ꯖꯤꯑꯣꯊꯔꯃꯦꯜ ꯍꯤꯠꯒꯨꯝꯕ ꯌꯥꯝꯅ ꯊꯨꯅ ꯔꯤꯁꯣꯔꯁꯁꯤꯡ ꯁꯤꯖꯤꯟꯅꯗꯦ꯫ ꯍꯥꯏꯔꯤꯕꯥ ꯏꯅꯔꯖꯤꯒꯤ ꯁꯣꯔꯁꯁꯤꯡ ꯑꯁꯤ ꯃꯇꯝꯒꯤ ꯃꯇꯨꯡ ꯏꯟꯅ ꯃꯍꯧꯁꯥꯅꯥ ꯃꯄꯨꯡ ꯐꯥꯍꯜꯂꯤ ꯑꯃꯁꯨꯡ ꯂꯣꯏꯕ ꯅꯥꯏꯗꯕꯥ ꯁꯄꯂꯥꯏ ꯑꯃꯥ ꯂꯩ ꯍꯥꯏꯅ ꯂꯧꯅꯩ꯫ ꯃꯈꯣꯏ ꯑꯁꯤ ꯑꯌꯥꯝꯕꯅ ꯀ꯭ꯂꯤꯟ ꯑꯦꯅꯔꯖꯤ ꯍꯥꯏꯅ ꯀꯧꯏ ꯃꯔꯝꯗꯤ ꯃꯈꯣꯏꯅ ꯌꯥꯝꯅ ꯍꯟꯊꯅꯥ ꯃꯥꯡ ꯇꯥꯛꯅꯤꯡꯉꯥꯏ ꯑꯣꯏꯕꯥ ꯄꯣꯂꯨꯁꯟ ꯑꯃꯁꯨꯡ ꯏꯃꯤꯁꯟ ꯄꯨꯊꯣꯛꯏ꯫ ꯔꯤꯟꯌꯨꯑꯦꯕꯜ ꯏꯅꯔꯖꯤ ꯇꯦꯛꯅꯣꯂꯣꯖꯤꯁꯤꯡꯒꯤ ꯃꯅꯨꯡꯗ ꯁꯣꯂꯥꯔ ꯄꯦꯅꯦꯜꯁꯤꯡ, ꯅꯨꯡꯁꯤꯠ ꯇꯔꯕꯥꯏꯟ, ꯍꯥꯏꯗ꯭ꯔꯣꯏꯂꯦꯛꯇꯔꯤꯛ ꯄꯥꯋꯔ, ꯑꯃꯁꯨꯡ ꯖꯤꯑꯣꯊꯔꯃꯦꯜ ꯄꯥꯋꯔ ꯑꯁꯤꯅꯆꯤꯡꯕ ꯌꯥꯎꯔꯤ꯫ ꯍꯥꯏꯔꯤꯕ ꯇꯦꯛꯅꯣꯂꯣꯖꯤꯁꯤꯡ ꯑꯁꯤ ꯌꯥꯝꯅꯥ ꯊꯨꯅꯥ ꯃꯥꯡꯂꯣꯝꯗ ꯆꯪꯁꯤꯜꯂꯛꯂꯤ, ꯃꯁꯤꯅ ꯔꯤꯟꯌꯨꯑꯦꯕꯜ ꯏꯅꯔꯖꯤ ꯍꯦꯟꯅꯥ ꯁꯤꯖꯤꯟꯅꯕꯥ ꯌꯥꯕ ꯑꯃꯁꯨꯡ ꯃꯃꯜ ꯍꯣꯡꯕ ꯑꯣꯏꯍꯜꯂꯤ꯫ ꯈꯪꯖꯤꯟꯒꯗꯕꯥ ꯑꯃꯅꯥ, ꯐꯣꯁꯤꯜ ꯐ꯭ꯌꯨꯑꯦꯜ ꯑꯁꯤ ꯄ꯭ꯔꯤꯊꯤꯕꯤꯒꯤ ꯂꯣꯏꯕ ꯅꯥꯏꯗꯕ ꯔꯤꯁꯣꯔꯁꯁꯤꯡꯗꯒꯤ ꯂꯥꯛꯄ ꯅꯟ-ꯔꯤꯟꯌꯨꯑꯦꯕꯜ ꯏꯅꯔꯖꯤꯒꯤ ꯁꯣꯔꯁꯁꯤꯡꯅꯤ, ꯑꯗꯨꯒ ꯔꯤꯟꯌꯨꯑꯦꯕꯜ ꯏꯅꯔꯖꯤꯒꯤ ꯁꯣꯔꯁꯁꯤꯡ ꯑꯁꯤ ꯑꯀꯣꯏꯔꯣꯟꯗꯥ ꯈꯨꯗꯣꯡꯊꯤꯕꯥ ꯍꯟꯊꯍꯟꯕꯥ ꯉꯝꯕꯥ ꯔꯤꯟꯌꯨꯑꯦꯕꯜ ꯅꯦꯆꯔꯦꯜ ꯔꯤꯁꯣꯔꯁꯁꯤꯡꯗꯒꯤ ꯂꯧꯕꯅꯤ꯫ ꯗꯦꯇꯥ ꯁꯥꯏꯟꯁꯀꯤꯗꯃꯛꯇ ꯃꯦꯁꯤꯟ ꯂꯔꯅꯤꯡ ꯁꯤꯖꯤꯟꯅꯕꯒꯤ ꯀꯥꯟꯅꯕ ꯑꯍꯨꯝ ꯄꯟꯕꯤꯌꯨ꯫ ꯑꯍꯣꯡꯕ ꯄꯨꯔꯛꯄꯥ ꯑꯆꯨꯝꯕꯥ: ꯃꯦꯁꯤꯟ ꯂꯔꯅꯤꯡ ꯑꯦꯜꯒꯣꯔꯤꯊꯝꯁꯤꯡꯅ ꯃꯇꯝꯒꯤ ꯃꯇꯨꯡ ꯏꯟꯅꯥ ꯗꯦꯇꯥꯗꯒꯤ ꯇꯝꯖꯩ, ꯃꯁꯤꯅ ꯃꯈꯣꯏꯒꯤ ꯑꯆꯨꯝꯕ ꯋꯥꯐꯝꯁꯤꯡ ꯈꯪꯗꯣꯛꯄ, ꯀꯣꯔꯤꯑꯦꯜꯁꯤꯡ ꯈꯪꯗꯣꯛꯄ ꯑꯃꯁꯨꯡ ꯄ꯭ꯔꯤꯗꯤꯛꯁꯟ ꯇꯧꯕꯗ ꯐꯒꯠꯍꯜꯂꯤ꯫ ꯂꯦꯞꯇꯅ ꯇꯝꯕ ꯑꯃꯁꯨꯡ ꯑꯅꯧꯕꯥ ꯗꯦꯇꯥꯒ ꯆꯨꯁꯤꯟꯅꯍꯟꯕ ꯉꯝꯕꯒꯤ ꯊꯧꯅ ꯑꯁꯤꯅꯥ ꯃꯦꯁꯤꯟ ꯂꯔꯅꯤꯡ ꯑꯁꯤ ꯗꯦꯇꯥ ꯁꯥꯏꯟꯁꯇꯥ ꯌꯥꯝꯅꯥ ꯃꯔꯨ ꯑꯣꯏꯍꯜꯂꯤ, ꯃꯔꯝꯗꯤ ꯃꯁꯤꯅ ꯍꯦꯟꯅ ꯐꯕ ꯋꯥꯔꯦꯞ ꯂꯧꯕ ꯑꯃꯁꯨꯡ ꯐꯣꯔꯀꯥꯁ꯭ꯇꯤꯡ ꯇꯧꯕ ꯉꯝꯒꯅꯤ꯫ ꯏꯐꯤꯁꯤꯑꯦꯟꯁꯤ ꯑꯃꯁꯨꯡ ꯁ꯭ꯄꯤꯗ: ꯃꯦꯁꯤꯟ ꯂꯔꯅꯤꯡ ꯇꯦꯛꯅꯤꯛꯁꯤꯡꯅ ꯑꯆꯧꯕꯥ ꯃꯁꯤꯡꯒꯤ ꯀꯝꯄꯂꯦꯛꯁ ꯗꯦꯇꯥ ꯌꯥꯝꯅ ꯌꯥꯡꯅꯥ ꯄ꯭ꯔꯣꯁꯦꯁ ꯇꯧꯕ ꯉꯝꯃꯤ꯫ ꯃꯁꯤꯅ ꯌꯥꯝꯅ ꯊꯨꯅ ꯗꯦꯇꯥ ꯑꯦꯅꯥꯂꯥꯏꯁꯤꯁ ꯇꯧꯕ ꯉꯝꯍꯜꯂꯤ, ꯑꯃꯁꯨꯡ ꯗꯦꯇꯥꯗ ꯌꯨꯝꯐꯝ ꯑꯣꯏꯕ ꯋꯥꯔꯦꯞ ꯂꯧꯕꯒꯤꯗꯃꯛ ꯊꯨꯅ ꯋꯥꯈꯜ ꯈꯟꯕ ꯉꯝꯍꯜꯂꯤ꯫ ꯃꯁꯤꯅ ꯕꯤꯒ ꯗꯦꯇꯥ ꯁꯦꯠꯁꯤꯡꯗꯒꯤ ꯑꯔꯊ ꯊꯣꯛꯄꯥ ꯏꯟꯐꯣꯔꯃꯦꯁꯟ ꯂꯧꯊꯣꯛꯄꯗ ꯆꯪꯕ ꯃꯇꯝ ꯑꯃꯁꯨꯡ ꯍꯣꯠꯅꯕ ꯑꯗꯨ ꯌꯥꯝꯅ ꯍꯟꯊꯍꯟꯕ ꯉꯝꯒꯅꯤ꯫ ꯑꯜꯐꯥꯕꯦꯠ ꯏꯟꯀ ꯀ꯭ꯂꯥꯁ ꯑꯦ ꯑꯥꯜꯐꯥꯕꯦꯠ ꯏꯟꯀ ꯑꯁꯤ ꯀꯝꯄꯦꯅꯤ ꯀꯌꯥ ꯌꯥꯎꯕ ꯍꯣꯜꯗꯤꯡ ꯀꯝꯄꯦꯅꯤ ꯑꯃꯅꯤ, ꯃꯗꯨꯒꯤ ꯃꯅꯨꯡꯗ ꯈ꯭ꯋꯥꯏꯗꯒꯤ ꯊꯣꯏꯗꯣꯛꯄꯥ ꯑꯃꯗꯤ ꯃꯥꯂꯦꯝꯒꯤ ꯈ꯭ꯋꯥꯏꯗꯒꯤ ꯆꯥꯎꯕ ꯇꯦꯛꯅꯣꯂꯣꯖꯤ ꯀꯝꯄꯦꯅꯤꯁꯤꯡꯒꯤ ꯃꯅꯨꯡꯗ ꯑꯃꯥ ꯑꯣꯏꯔꯤꯕꯥ ꯒꯨꯒꯜꯅꯤ꯫ ꯈꯨꯗꯝ ꯑꯣꯏꯅꯥ, ꯔꯤꯒ꯭ꯔꯦꯁꯟ ꯃꯣꯗꯦꯜꯁꯤꯡꯅꯥ ꯗꯤꯄꯦꯟꯗꯦꯟꯇ ꯚꯦꯔꯤꯑꯦꯕꯜ ꯑꯃꯗ ꯁꯣꯛꯍꯜꯂꯤꯕ ꯃꯁꯤꯡ ꯌꯥꯝꯂꯕ ꯐꯦꯛꯇꯔꯁꯤꯡ ꯂꯧꯕꯥ ꯌꯥꯏ, ꯑꯃꯁꯨꯡ ꯃꯁꯤꯡ ꯌꯥꯝꯂꯕꯥ ꯐꯤꯆꯔꯁꯤꯡꯒ ꯂꯣꯏꯅꯅꯥ ꯗꯦꯇꯥ ꯀ꯭ꯂꯥꯁꯤꯐꯥꯏ ꯇꯧꯕ ꯑꯃꯁꯨꯡ ꯀ꯭ꯂꯁ꯭ꯇꯔ ꯇꯧꯕꯥ ꯌꯥꯏ꯫ ꯇ꯭ꯔꯦꯗꯤꯁ꯭ꯅꯦꯜ ꯁ꯭ꯇꯦꯇꯤꯁ꯭ꯇꯤꯀꯦꯜ ꯇꯦꯛꯅꯤꯛꯁꯤꯡꯒ ꯂꯣꯏꯅꯅ ꯍꯥꯏ-ꯗꯥꯏꯃꯦꯟꯁꯟ ꯗꯦꯇꯥꯒ ꯂꯣꯏꯅꯅꯥ ꯊꯕꯛ ꯇꯧꯕꯒꯤ ꯀꯝꯄꯂꯦꯛꯁ ꯑꯣꯏꯕ ꯑꯁꯤ ꯌꯥꯝꯅ ꯋꯥꯕꯥ ꯑꯣꯏꯕꯥ ꯌꯥꯏ, ꯑꯗꯨꯕꯨ ꯃꯦꯁꯤꯟ ꯂꯔꯅꯤꯡꯅꯥ ꯃꯁꯤ ꯌꯥꯝꯅ ꯂꯥꯏꯅꯥ ꯊꯣꯛꯍꯜꯂꯤ꯫।